ꯇꯪꯗꯨ ꯂꯩꯇꯥꯕꯒꯤ ꯃꯔꯝꯗ ꯋꯥꯔꯤ ꯁꯥꯕ ꯁꯩꯔꯦꯡ ꯑꯃꯥ ꯏꯕꯤꯌꯨ꯫ ꯇꯪꯗꯨ ꯂꯩꯇꯥꯕ ꯑꯁꯤ ꯀꯨꯝꯊꯔꯛꯄꯒꯨꯝ ꯂꯦꯡꯗꯅꯥ ꯂꯩꯔꯤ, ꯊꯝꯃꯣꯏ ꯑꯃꯁꯨꯡ ꯋꯥꯈꯜꯗ ꯂꯨꯝꯅ ꯂꯧꯏ, ꯈꯣꯡꯆꯠ ꯑꯃꯗ ꯂꯦꯞꯄ ꯂꯩꯇꯅ ꯆꯠꯂꯤꯕ ꯃꯤꯑꯣꯏ ꯑꯃ, ꯂꯣꯏꯕ ꯅꯥꯏꯗꯕ ꯅꯠꯇ꯭ꯔꯒ ꯔꯤꯂꯤꯐ ꯑꯃꯠꯇ ꯂꯩꯇꯦ꯫ ꯃꯁꯤ ꯈꯣꯡꯎꯞꯒꯨꯝꯅ ꯀꯨꯞꯁꯤꯜꯂꯤ, ꯃꯁꯥꯒꯤ ꯃꯀꯣꯛꯊꯣꯡꯕꯗ ꯊꯋꯥꯏ ꯌꯥꯎꯗ꯭ꯔꯕ, ꯍꯔꯥꯎꯕ ꯍꯨꯔꯥꯟꯕ ꯅꯤꯡꯊꯤꯖꯔꯕ ꯍꯨꯔꯥꯟꯕ ꯑꯃ, ꯃꯗꯨꯒꯤ ꯃꯍꯨꯠꯇ ꯑꯔꯥꯞꯄ ꯊꯝꯖꯤꯜꯂꯤ꯫ ꯃꯤꯁꯤꯡꯅ ꯀꯨꯞꯁꯤꯜꯂꯕ, ꯑꯗꯨꯝ ꯑꯣꯏꯅꯃꯛ ꯍꯧꯖꯤꯛꯁꯨ ꯇꯪꯗꯨ ꯂꯩꯇꯥꯕ, ꯃꯄꯨꯡ ꯐꯥꯍꯟꯕ ꯉꯝꯗꯕ ꯑꯋꯥꯠꯄ ꯑꯃꯥ, ꯀꯅꯦꯛꯇꯤꯕꯤꯇꯤꯒꯤ ꯂꯥꯡꯇꯛꯅꯕꯥ, ꯃꯄꯨꯡ ꯐꯥꯕꯥ ꯊꯝꯃꯣꯏ ꯑꯃꯒꯤꯗꯃꯛ꯫ ꯈꯔꯅꯥ ꯍꯥꯏꯔꯤ ꯃꯗꯨꯗꯤ ꯃꯁꯤ ꯐꯤꯜꯂꯤꯡ ꯈꯛꯇꯅꯤ, ꯃꯇꯝ ꯑꯗꯨꯅ ꯃꯁꯤꯕꯨ ꯂꯣꯏꯁꯤꯟꯒꯅꯤ, ꯑꯗꯨꯕꯨ ꯇꯪꯗꯨ ꯂꯩꯇꯥꯗꯕꯒꯤ ꯑꯊꯣꯏꯕ ꯃꯤꯑꯣꯏꯁꯤꯡꯒꯤꯗꯃꯛꯇꯗꯤ ꯃꯁꯤ ꯀꯩꯗꯧꯅꯨꯡꯗ ꯂꯣꯏꯁꯤꯟꯗꯕ ꯁ‌ꯦꯠ ꯑꯃꯅꯤ꯫ ꯑꯗꯨꯅ ꯀꯔꯤꯒꯨꯝꯕ ꯅꯍꯥꯛꯅ ꯀꯅꯥꯒꯨꯝꯕ ꯑꯃꯕꯨ ꯑꯋꯥꯕ ꯄꯤꯕ ꯎꯔꯕꯗꯤ, ꯃꯈꯣꯏꯒꯤ ꯇꯪꯗꯨ ꯂꯩꯇꯥꯕꯗ ꯃꯥꯡꯈꯤꯕ ꯎꯔꯕꯗꯤ, ꯅꯨꯡꯁꯤꯕ ꯑꯃꯁꯨꯡ ꯃꯤꯅꯨꯡꯁꯤꯒ ꯂꯣꯏꯅꯅꯥ ꯈꯨꯠ ꯊꯥꯕꯤꯌꯨ, ꯑꯃꯁꯨꯡ ꯑꯆꯨꯝꯕ ꯊꯥꯒꯠꯄ ꯐꯣꯡꯗꯣꯛꯄꯒꯤ ꯃꯤꯀꯨꯞ ꯑꯃ ꯁꯦꯌꯔ ꯇꯧꯕꯤꯌꯨ꯫ ꯃꯔꯝꯗꯤ ꯇꯪꯗꯨ ꯂꯩꯇꯥꯕ ꯍꯥꯏꯕꯁꯤ ꯆꯌꯦꯠꯅꯕꯥ ꯅꯠꯇꯦ, ꯑꯗꯨꯕꯨ ꯄꯨꯟꯅ ꯂꯩꯃꯤꯟꯅꯕꯅ ꯂꯥꯌꯦꯡꯅꯤ, ꯑꯃꯁꯨꯡ ꯃꯤꯅꯨꯡꯁꯤꯒꯤ ꯏꯆꯝ ꯆꯝꯕ ꯊꯕꯛ ꯑꯃꯅꯤ, ꯊꯝꯃꯣꯏ ꯑꯃꯕꯨ ꯁꯦꯡꯗꯣꯛꯄ ꯉꯝꯒꯅꯤ꯫ ꯄ꯭ꯂꯥꯟ ꯀꯤꯡꯗꯝꯒꯤ ꯃꯦꯝꯕꯔꯁꯤꯡꯒꯤ ꯃꯃꯤꯡ ꯊꯣꯟꯕꯤꯌꯨ꯫ ꯀꯤꯡꯗꯝ ꯄ꯭ꯂꯥꯟꯇꯦ ꯍꯥꯏꯅꯥ ꯈꯪꯅꯕ ꯄ꯭ꯂꯥꯟ ꯀꯤꯡꯗꯝ ꯑꯁꯤ ꯏꯎꯀꯦꯔꯤꯑꯣꯇꯤꯛ, ꯃꯜꯇꯤꯁꯦꯂꯨꯂꯥꯔ ꯑꯣꯔꯒꯥꯅꯤꯖꯝꯁꯤꯡꯒꯤ ꯄꯥꯛ ꯆꯥꯎꯔꯕ ꯑꯃꯁꯨꯡ ꯇꯣꯞ ꯇꯣꯞꯄ ꯀꯥꯡꯂꯨꯞ ꯑꯃꯅꯤ ꯑꯃꯁꯨꯡ ꯃꯈꯣꯏꯒꯤ ꯆꯤꯟꯖꯥꯛ ꯄꯨꯊꯣꯛꯄꯗ ꯐꯣꯇꯣꯁꯤꯟꯊꯦꯁꯤꯁ ꯁꯤꯖꯤꯟꯅꯩ꯫ ꯃꯈꯣꯏꯒꯤ ꯇꯣꯞ ꯇꯣꯞꯄ ꯃꯁꯛ ꯑꯃꯗꯤ ꯔꯤꯄꯔꯗꯛꯇꯤꯚ ꯑꯣꯔꯒꯥꯟ ꯑꯣꯏꯅ ꯐꯨꯜ ꯄꯨꯊꯣꯛꯄ ꯉꯝꯕꯁꯤꯅꯤ꯫ ꯀꯣꯅꯤꯐꯔ: ꯃꯈꯣꯏ ꯑꯁꯤ ꯃꯈꯣꯏꯒꯤ ꯔꯤꯄꯔꯗꯛꯇꯤꯚ ꯑꯣꯔꯒꯥꯟ ꯑꯣꯏꯅ ꯀꯣꯟ ꯄꯨꯊꯣꯛꯄꯥ ꯎꯃꯪꯒꯤ ꯎꯁꯤꯡꯅꯤ, ꯃꯈꯣꯏ ꯑꯗꯨꯗꯤ ꯄꯥꯏꯟ, ꯐꯥꯔ, ꯑꯃꯁꯨꯡ ꯁꯤꯗꯥꯔꯅꯤ꯫ ꯐꯔꯅꯤꯆꯔ: ꯃꯈꯣꯏ ꯑꯁꯤ ꯑꯌꯥꯝꯕꯗꯤ ꯅꯟ-ꯎꯗꯤ ꯄꯥꯝꯕꯤꯁꯤꯡꯅꯤ ꯑꯃꯁꯨꯡ ꯃꯈꯣꯏ ꯑꯁꯤ ꯁꯤꯗꯀꯤ ꯃꯍꯨꯠꯇ, ꯁ꯭ꯄꯣꯔꯒꯤ ꯈꯨꯠꯊꯥꯡꯗ ꯄꯣꯛꯏ꯫ ꯃꯣꯁ ꯑꯃꯁꯨꯡ ꯂꯤꯚꯔꯋꯔꯠ: ꯃꯁꯤ ꯏꯁꯤꯡ ꯑꯃꯁꯨꯡ ꯅ꯭ꯌꯨꯠꯔꯤꯑꯦꯟꯇꯁꯤꯡ ꯄꯨꯊꯣꯛ ꯄꯨꯁꯤꯟ ꯇꯧꯅꯕꯒꯤꯗꯃꯛ ꯑꯈꯟꯅꯕꯥ ꯇꯤꯁ꯭ꯌꯨ ꯂꯩꯇꯕꯥ ꯑꯄꯤꯛꯄꯥ, ꯅꯟ-ꯚꯦꯁꯀꯨꯂꯥꯔ ꯄꯥꯝꯕꯤꯁꯤꯡꯅꯤ꯫ ꯒ꯭ꯔꯤꯟ ꯑꯦꯜꯒꯤ ꯀ꯭ꯂꯣꯔꯣꯐꯥꯏꯇꯥ ꯑꯃꯁꯨꯡ ꯆꯔꯣꯐꯥꯏꯇꯥ ꯃꯁꯤ ꯏꯆꯝ ꯆꯝꯕ, ꯏꯁꯤꯡꯗ ꯂꯩꯕ ꯄꯥꯝꯕꯤꯁꯤꯡꯅꯤ ꯑꯃꯁꯨꯡ ꯃꯈꯣꯏ ꯑꯁꯤ ꯂꯝꯒꯤ ꯄꯥꯝꯕꯤꯁꯤꯡꯒꯤ ꯃꯃꯥꯡꯗ ꯂꯩꯕꯥ ꯄꯥꯝꯕꯤꯁꯤꯡꯅꯤ ꯍꯥꯏꯅ ꯈꯟꯅꯩ꯫ ꯍꯣꯔꯁꯇꯦꯜ: ꯃꯁꯤ ꯑꯈꯟꯅꯕ ꯃꯑꯣꯡꯒꯤ ꯚꯦꯁꯀꯨꯂꯥꯔ ꯄꯥꯝꯕꯤꯁꯤꯡꯅꯤ꯫ ꯀ꯭ꯂꯕꯃꯣꯁ: ꯃꯈꯣꯏ ꯑꯁꯤ ꯃꯍꯩ-ꯃꯔꯣꯡ ꯊꯥꯗꯕ, ꯚꯦꯁꯀꯨꯂꯥꯔ ꯄꯥꯝꯕꯤꯁꯤꯡꯅꯤ ꯑꯃꯁꯨꯡ ꯃꯈꯣꯏꯒꯤ ꯁ꯭ꯀꯦꯜ ꯃꯈꯜꯒꯤ ꯄꯥꯝꯕꯤꯁꯤꯡꯅ ꯈꯦꯠꯅꯍꯜꯂꯤ ꯑꯃꯁꯨꯡ ꯁ꯭ꯄꯣꯔꯁꯤꯡꯒꯤ ꯈꯨꯠꯊꯥꯡꯗ ꯃꯆꯥ ꯄꯣꯛꯏ꯫ ꯇꯣꯉꯥꯟ ꯇꯣꯉꯥꯟꯕ ꯀꯥꯡꯂꯨꯞ ꯄꯨꯝꯅꯃꯛ ꯑꯁꯤ ꯁꯦꯂꯨꯂꯣꯖꯗꯒꯤ ꯁꯦꯝꯕ ꯁꯦꯜ ꯋꯥꯜ ꯑꯃꯥ ꯂꯩꯕ ꯑꯃꯁꯨꯡ ꯐꯣꯇꯣꯁꯤꯟꯊꯦꯁꯤꯁꯇ ꯀ꯭ꯂꯣꯔꯣꯐꯤꯜ ꯁꯤꯖꯤꯟꯅꯕꯒꯨꯝꯕ ꯀꯃꯟ ꯑꯣꯏꯕꯥ ꯃꯁꯛꯁꯤꯡꯅ ꯑꯃꯠꯇ ꯑꯣꯏꯅ ꯄꯨꯟꯁꯤꯜꯂꯤ꯫।